ꯏꯁꯤꯡ ꯌꯣꯛꯁꯤꯟꯅꯕ ꯄꯥꯝꯕꯩ ꯃꯉꯥ ꯄꯨꯊꯣꯛꯄꯤꯌꯨ꯫ ꯂꯤꯛ ꯄꯨꯝꯅꯃꯛ ꯐꯤꯛꯁ ꯇꯧꯕ: ꯇꯦꯞꯁꯤꯡ ꯊꯨꯝꯖꯤꯜꯂꯛꯄ ꯅꯠꯇ꯭ꯔꯒ ꯇꯣꯏꯂꯦꯠꯀꯤ ꯐ꯭ꯂꯦꯄꯔꯁꯤꯡ ꯂꯤꯛ ꯇꯧꯕꯅ ꯃꯇꯝꯒꯤ ꯃꯇꯨꯡ ꯏꯟꯅ ꯏꯁꯤꯡ ꯌꯥꯝꯅ ꯃꯥꯡꯍꯟꯕ ꯌꯥꯏ꯫ ꯅꯍꯥꯛꯀꯤ ꯄꯥꯏꯄꯁꯤꯡ ꯑꯃꯁꯨꯡ ꯐꯤꯛꯁꯆꯔꯁꯤꯡ ꯑꯗꯨ ꯃꯑꯣꯡ ꯆꯨꯝꯅ ꯋꯥꯔꯀꯤꯡ ꯑꯣꯔꯗꯔꯗ ꯂꯩꯕ ꯁꯣꯏꯗꯅ ꯂꯩꯍꯟꯕꯅ ꯏꯁꯤꯡ ꯑꯃꯁꯨꯡ ꯁꯦꯜ ꯑꯅꯤꯃꯛ ꯀꯟꯕ ꯉꯝꯒꯅꯤ꯫ ꯊꯨꯅ ꯌꯥꯡꯅ ꯏꯁꯤꯡ ꯇꯨꯡꯁꯤꯟꯕ: ꯁꯣꯔꯣꯛ ꯃꯈꯥꯗ ꯂꯩꯕ ꯃꯇꯝ ꯍꯟꯊꯍꯟꯕꯅ ꯏꯁꯤꯡ ꯌꯥꯝꯅ ꯁꯤꯖꯤꯟꯅꯕ ꯍꯟꯊꯍꯟꯕ ꯉꯝꯒꯅꯤ꯫ ꯃꯄꯨꯡ ꯐꯥꯕ ꯂꯣꯗ ꯈꯛꯇꯃꯛ ꯆꯂꯥꯏꯕ: ꯄꯥꯔꯁꯤꯑꯦꯜ ꯂꯣꯗ ꯈꯛꯇꯃꯛ ꯂꯩꯕ ꯗꯤꯁꯋꯥꯁꯔ ꯅꯠꯇ꯭ꯔꯒ ꯋꯥꯁꯛ ꯃꯦꯁꯤꯟ ꯑꯃ ꯆꯂꯥꯏꯕꯗ ꯃꯄꯨꯡ ꯐꯥꯕ ꯂꯣꯗ ꯑꯃꯒ ꯃꯥꯟꯅꯕ ꯏꯁꯤꯡꯒꯤ ꯆꯥꯡ ꯁꯤꯖꯤꯟꯅꯩ꯫ ꯑꯦꯄ꯭ꯂꯥꯏꯑꯦꯟꯁ ꯑꯗꯨ ꯍꯧꯗ꯭ꯔꯤꯉꯩꯗ ꯃꯄꯨꯡꯐꯥꯕ ꯂꯣꯗ ꯑꯃ ꯉꯥꯏꯌꯨ, ꯑꯃꯁꯨꯡ ꯅꯍꯥꯛꯅ ꯑꯦꯅꯔꯖꯤ ꯁꯤꯖꯤꯟꯅꯕꯒ ꯂꯣꯏꯅꯅ ꯏꯁꯤꯡ ꯁꯤꯖꯤꯟꯅꯕ ꯍꯟꯊꯍꯟꯕ ꯌꯥꯏ꯫ ꯅꯣꯡꯒꯤ ꯏꯁꯤꯡ ꯈꯣꯝꯖꯤꯟꯕ ꯑꯃꯁꯨꯡ ꯁꯤꯖꯤꯟꯅꯕ: ꯅꯣꯡꯒꯤ ꯏꯁꯤꯡ ꯑꯁꯤ ꯔꯦꯟ ꯕꯦꯔꯦꯜꯒꯨꯝꯕ ꯀꯟꯇꯦꯅꯔ ꯑꯃꯗ ꯈꯣꯝꯖꯤꯟꯕ ꯑꯁꯤ ꯏꯁꯤꯡ ꯌꯣꯛꯁꯤꯟꯕꯒꯤ ꯑꯆꯧꯕ ꯃꯑꯣꯡ ꯑꯃꯅꯤ꯫ ꯃꯁꯤꯒꯤ ꯏꯁꯤꯡ ꯑꯁꯤ ꯄꯥꯝꯕꯤꯁꯤꯡꯗ ꯏꯁꯤꯡ ꯊꯨꯝꯖꯤꯟꯕ, ꯒꯥꯔꯤꯁꯤꯡ ꯁꯦꯡꯗꯣꯛꯄ ꯅꯠꯇ꯭ꯔꯒ ꯇꯣꯏꯂꯦꯠꯁꯤꯡ ꯐꯥꯎꯕ ꯃꯄꯨꯡ ꯐꯥꯍꯟꯕꯗ ꯁꯤꯖꯤꯟꯅꯕ ꯌꯥꯏ, ꯃꯁꯤꯅ ꯇꯦꯞꯇꯒꯤ ꯁꯦꯡꯗꯣꯛꯂꯕ ꯏꯁꯤꯡꯒꯤ ꯃꯊꯧ ꯇꯥꯕ ꯍꯟꯊꯍꯜꯂꯤ꯫ ꯁ꯭ꯃꯥꯔꯠ ꯋꯥꯇꯔꯤꯡ ꯄ꯭ꯔꯦꯛꯇꯤꯁ ꯇꯧꯕ: ꯑꯌꯨꯛ ꯑꯉꯟꯕꯗ ꯅꯠꯇ꯭ꯔꯒ ꯅꯨꯡꯊꯤꯜꯗ ꯂꯧꯎ-ꯁꯤꯡꯎ ꯑꯃꯁꯨꯡ ꯕꯥꯒꯥꯟꯁꯤꯡꯗ ꯏꯁꯤꯡ ꯄꯤꯕꯅ ꯏꯁꯤꯡ ꯇꯨꯡꯁꯤꯟꯕ ꯍꯟꯊꯍꯜꯂꯤ꯫ ꯄ꯭ꯔꯣꯐꯦꯁ꯭ꯅꯦꯜ ꯒ꯭ꯔꯥꯐꯤꯛ ꯗꯤꯖꯥꯏꯅꯔ ꯑꯃꯒꯤ ꯄꯨꯟꯁꯤꯗ ꯃꯁꯛ ꯊꯣꯛꯄ ꯅꯨꯃꯤꯠ ꯑꯃ ꯁꯟꯗꯣꯛꯅ ꯇꯥꯛꯄꯤꯌꯨ꯫ ꯄ꯭ꯔꯣꯐꯦꯁ꯭ꯅꯦꯜ ꯒ꯭ꯔꯥꯐꯤꯛ ꯗꯤꯖꯥꯏꯅꯔ ꯑꯃꯒꯤ ꯄꯨꯟꯁꯤꯗ ꯃꯁꯛ ꯊꯣꯛꯄ ꯅꯨꯃꯤꯠ ꯑꯃꯗ ꯀ꯭ꯔꯤꯌꯦꯇꯤꯕ ꯑꯃꯁꯨꯡ ꯑꯦꯗꯃꯤꯅꯤꯁ꯭ꯇꯔꯦꯇꯤꯕꯀꯤ ꯊꯕꯛꯁꯤꯡꯒꯤ ꯕꯦꯂꯦꯟꯁ ꯑꯃ ꯌꯥꯎꯏ꯫ ꯅꯨꯃꯤꯠ ꯑꯁꯤ ꯏꯃꯦꯜꯁꯤꯡ ꯆꯦꯛ ꯇꯧꯕ ꯑꯃꯁꯨꯡ ꯄꯥꯎꯈꯨꯝ ꯄꯤꯕꯗꯒꯤ ꯍꯧꯔꯛꯄ ꯌꯥꯏ ꯑꯃꯁꯨꯡ ꯅꯨꯃꯤꯠ ꯑꯗꯨꯒꯤ ꯊꯕꯛꯁꯤꯡ ꯑꯣꯔꯒꯅꯥꯏꯖ ꯇꯧꯅꯕ ꯄ꯭ꯔꯣꯖꯦꯛꯇ ꯃꯦꯅꯦꯖꯃꯦꯟꯇꯀꯤ ꯈꯨꯠꯂꯥꯏꯁꯤꯡ ꯑꯄꯗꯦꯠ ꯇꯧꯕꯗꯒꯤ ꯍꯧꯔꯛꯄꯥ ꯌꯥꯏ꯫ ꯅꯨꯃꯤꯠꯀꯤ ꯑꯌꯥꯝꯕ ꯁꯔꯨꯛ ꯑꯁꯤ ꯂꯣꯒꯣ, ꯋꯦꯕꯁꯥꯏꯠ, ꯄ꯭ꯔꯖꯦꯟꯇꯦꯁꯟ, ꯑꯃꯁꯨꯡ ꯑꯦꯗꯚꯥꯔꯇꯥꯏꯖꯃꯦꯟꯇ ꯌꯥꯎꯅ ꯇꯣꯉꯥꯟ ꯇꯣꯉꯥꯟꯕ ꯒ꯭ꯔꯥꯐꯤꯛ ꯃꯦꯇꯔꯤꯑꯦꯜꯁꯤꯡ ꯕ꯭ꯔꯦꯟꯁ꯭ꯇꯣꯔꯝ ꯇꯧꯕ, ꯁ꯭ꯀꯦꯠ ꯇꯧꯕ ꯑꯃꯁꯨꯡ ꯗꯤꯖꯥꯏꯟ ꯇꯧꯕꯗ ꯁꯤꯖꯤꯟꯅꯩ꯫ ꯃꯁꯤꯒꯤ ꯊꯧꯑꯣꯡ ꯑꯁꯤꯗ ꯑꯦꯗꯣꯕ ꯏꯜꯂꯨꯁ꯭ꯇꯦꯇꯔ, ꯐꯣꯇꯣꯁꯞ, ꯑꯃꯁꯨꯡ ꯏꯟꯗꯤꯖꯥꯏꯟꯒꯨꯝꯕ ꯁꯣꯐ꯭ꯇꯋꯦꯔ ꯁꯤꯖꯤꯟꯅꯕꯅꯤ꯫ ꯗꯤꯖꯥꯏꯅꯔꯁꯤꯡꯅ ꯀ꯭ꯂꯥꯏꯟꯇꯁꯤꯡ ꯑꯃꯁꯨꯡ ꯇꯤꯝ ꯃꯦꯝꯕꯔꯁꯤꯡꯒ ꯄꯥꯎ ꯐꯥꯎꯅꯗꯨꯅ ꯐꯤꯗꯕꯦꯛ ꯄꯤꯊꯣꯛ-ꯄꯤꯁꯤꯟ ꯇꯧꯅꯗꯨꯅ, ꯔꯤꯚꯤꯌꯨ ꯇꯧꯅꯕ ꯑꯃꯁꯨꯡ ꯃꯈꯣꯏꯒꯤ ꯗꯤꯖꯥꯏꯟꯒꯤ ꯊꯕꯛꯁꯤꯡ ꯔꯤꯚꯥꯏꯖ ꯇꯧꯏ꯫ ꯃꯈꯣꯏꯅ ꯄ꯭ꯔꯣꯖꯦꯛꯇꯀꯤ ꯄꯥꯟꯗꯝꯁꯤꯡ, ꯃꯊꯧ ꯇꯥꯕꯁꯤꯡ ꯑꯃꯁꯨꯡ ꯑꯔꯣꯏꯕ ꯃꯇꯝꯁꯤꯡ ꯈꯟꯅꯅꯕ ꯃꯤꯐꯝꯁꯤꯡꯗ ꯁꯔꯨꯛ ꯌꯥꯕ ꯌꯥꯏ꯫ ꯅꯨꯃꯤꯠ ꯑꯁꯤ ꯊꯕꯛꯁꯤꯡ ꯂꯣꯏꯁꯤꯟꯕ ꯑꯃꯁꯨꯡ ꯐꯥꯏꯝꯁꯤꯡ ꯕꯦꯛ ꯇꯧꯕ ꯑꯃꯁꯨꯡ ꯃꯊꯪꯒꯤ ꯅꯨꯃꯤꯠꯀꯤ ꯊꯕꯛꯁꯤꯡꯒꯤꯗꯃꯛ ꯁꯦꯝ ꯁꯥꯗꯨꯅ ꯂꯣꯏꯁꯤꯜꯂꯤ꯫ ꯑꯄꯨꯟꯕ ꯑꯣꯏꯅ ꯄ꯭ꯔꯣꯐꯦꯁ꯭ꯅꯦꯜ ꯒ꯭ꯔꯥꯐꯤꯛ ꯗꯤꯖꯥꯏꯅꯔ ꯑꯃꯒꯤ ꯅꯨꯃꯤꯠ ꯑꯁꯤꯗ ꯀ꯭ꯔꯤꯌꯦꯇꯤꯕꯤꯇꯤ, ꯇꯦꯛꯅꯤꯀꯦꯜ ꯁ꯭ꯀꯤꯜꯁꯤꯡ ꯑꯃꯁꯨꯡ ꯏꯐꯦꯛꯇꯤꯕ ꯑꯣꯏꯕ ꯃꯇꯝ ꯁꯤꯖꯤꯟꯅꯕꯒꯤ ꯀꯝꯕꯤꯅꯦꯁꯟ ꯑꯃ ꯌꯥꯎꯏ꯫